ꯑꯥꯔꯇꯤꯐꯤꯁꯤꯑꯦꯜ ꯏꯟꯇꯤꯂꯤꯖꯦꯟꯁ ꯒꯤ ꯊꯧꯗꯥꯡ꯫ ꯑꯥꯔꯇꯤꯀꯜ: ꯀ꯭ꯂꯥꯁꯔꯨꯝꯗꯥ ꯇꯦꯛꯅꯣꯂꯣꯖꯤ ꯍꯦꯟꯅꯥ ꯂꯥꯛꯄ ꯃꯇꯝꯗ ꯑꯦꯖꯨꯀꯦꯁꯟꯗ ꯑꯥꯔꯇꯤꯐꯤꯁꯤꯑꯦꯜ ꯏꯟꯇꯤꯂꯤꯖꯦꯟꯁ ꯒꯤ ꯊꯧꯗꯥꯡ ꯑꯁꯤ ꯈꯟꯅꯕꯁꯤ ꯌꯥꯝꯅꯥ ꯃꯔꯨꯑꯣꯏ꯫ ꯑꯦ ꯑꯥꯏ ꯒꯤ ꯈꯨꯠꯂꯥꯏꯁꯤꯡꯅ ꯑꯣꯖꯥꯁꯤꯡꯗ ꯃꯍꯩꯔꯣꯏꯁꯤꯡꯒꯤ ꯇꯝꯕꯒꯤ ꯃꯇꯥꯡꯗ ꯍꯦꯟꯅ ꯈꯪꯕꯗꯥ ꯃꯇꯦꯡ ꯄꯥꯡꯕ ꯉꯝꯒꯅꯤ, ꯃꯍꯩꯔꯣꯏ ꯈꯨꯗꯤꯡꯃꯛꯀꯤ ꯃꯊꯧ ꯇꯥꯕꯁꯤꯡ ꯑꯗꯨ ꯐꯪꯍꯟꯅꯕꯥ ꯄꯔꯁꯣꯅꯦꯂꯥꯏꯖ ꯇꯧꯔꯕꯥ ꯑꯦꯖꯨꯀꯦꯁꯟ ꯄꯤꯕ ꯉꯝꯒꯅꯤ ꯑꯃꯁꯨꯡ ꯃꯍꯩꯔꯣꯏꯁꯤꯡꯒꯤꯗꯃꯛꯇꯥ ꯃꯍꯧꯁꯥꯒꯤ ꯑꯣꯏꯕ ꯊꯕꯛꯁꯤꯡ ꯃꯊꯟꯇ ꯇꯧꯕ ꯉꯝꯒꯅꯤ꯫ꯃꯁꯤꯅꯥ ꯃꯈꯣꯏꯕꯨ ꯇꯝꯕꯒꯤ ꯍꯦꯟꯅ ꯃꯔꯨꯑꯣꯏꯕ ꯂꯝꯁꯤꯡꯗ ꯃꯤꯠꯌꯦꯡ ꯊꯝꯅꯕ ꯅꯤꯡꯇꯝꯕ ꯐꯪꯍꯅꯕ ꯉꯝꯒꯅꯤ꯫ ꯑꯦ. ꯑꯥꯏ. ꯅꯥ ꯃꯍꯩꯔꯣꯏꯁꯤꯡꯒꯤ ꯗꯦꯇꯥꯗꯥ ꯄꯦꯇꯔꯟꯁꯤꯡꯁꯨ ꯈꯪꯗꯣꯛꯄꯥ ꯉꯝꯃꯤ, ꯃꯁꯤꯅꯥ ꯑꯦꯖꯨꯀꯦꯁꯅꯦꯜ ꯁꯤꯁꯇꯦꯝꯁꯤꯡꯗ ꯑꯍꯣꯡꯕ ꯄꯨꯔꯛꯀꯗꯕ ꯃꯐꯝꯁꯤꯡ ꯈꯪꯗꯣꯛꯄ ꯑꯃꯁꯨꯡ ꯃꯍꯩꯔꯣꯏꯁꯤꯡꯒꯤ ꯄꯔꯐꯣꯃꯦꯟꯁ ꯍꯦꯅꯒꯠꯍꯟꯅꯕꯥ ꯍꯦꯟꯅ ꯐꯕ ꯂꯝꯕꯤ ꯁꯦꯝꯒꯠꯄ ꯌꯥꯍꯜꯂꯤ꯫ ꯑꯥꯔꯇꯤꯀꯜ ꯑꯁꯤꯅꯥ ꯑꯦꯖꯨꯀꯦꯁꯟ ꯁꯤꯁꯇꯦꯝꯗ ꯑꯥꯔꯇꯤꯐꯤꯁꯤꯑꯦꯜ ꯏꯟꯇꯦꯂꯤꯖꯦꯟꯁ ꯁꯤꯖꯤꯟꯅꯕꯒꯤ ꯀꯥꯟꯅꯕꯥ ꯑꯗꯨ ꯐꯣꯡꯗꯣꯛꯂꯤ꯫ ꯑꯥꯔꯇꯤꯐꯤꯁꯤꯑꯦꯜ ꯏꯟꯇꯤꯂꯤꯖꯦꯟꯁ ꯅꯥ ꯑꯣꯖꯥꯁꯤꯡꯗꯥ ꯃꯍꯩꯔꯣꯏꯁꯤꯡꯒꯤ ꯇꯝꯕꯒꯤ ꯃꯇꯥꯡꯗꯥ ꯍꯦꯟꯅꯥ ꯈꯪꯕꯗ ꯃꯇꯦꯡ ꯄꯥꯡꯕꯥ ꯉꯝꯒꯅꯤ, ꯃꯤꯑꯣꯏ ꯑꯃꯒꯤ ꯃꯊꯧ ꯇꯥꯕꯁꯤꯡꯒ ꯆꯨꯅꯕ ꯃꯑꯣꯡꯗ ꯑꯦꯖꯨꯀꯦꯁꯟ ꯑꯁꯤ ꯄꯔꯁꯣꯅꯦꯂꯥꯏꯖ ꯇꯧꯕꯥ ꯉꯝꯒꯅꯤ ꯑꯃꯁꯨꯡ ꯃꯍꯧꯁꯥꯒꯤ ꯑꯣꯏꯕ ꯊꯕꯛꯁꯤꯡ ꯑꯣꯇꯣꯃꯦꯠ ꯇꯧꯕꯗꯥ ꯃꯇꯦꯡ ꯄꯥꯡꯒꯅꯤ, ꯃꯁꯤꯅꯥ ꯍꯦꯟꯅ ꯃꯔꯨꯑꯣꯏꯕ ꯇꯝꯅꯕꯒꯤ ꯃꯇꯝ ꯄꯤꯒꯅꯤ꯫ ꯃꯁꯤꯒꯤ ꯃꯊꯛꯇꯥ ꯑꯥꯔꯇꯤꯐꯤꯁꯤꯑꯦꯜ ꯏꯟꯇꯤꯂꯤꯖꯦꯟꯁ ꯅꯥ ꯃꯍꯩꯔꯣꯏꯁꯤꯡꯒꯤ ꯗꯦꯇꯥ ꯑꯦꯅꯥꯂꯥꯏꯖ ꯇꯧꯗꯨꯅꯥ ꯑꯍꯣꯡꯕ ꯄꯨꯔꯛꯀꯗꯕ ꯃꯐꯃꯁꯤꯡ ꯈꯪꯗꯣꯛꯄꯥ ꯌꯥꯏ, ꯃꯁꯤꯅꯥ ꯃꯍꯩꯔꯣꯏꯁꯤꯡꯒꯤ ꯄꯔꯐꯣꯃꯦꯟꯁ ꯐꯒꯠꯍꯟꯅꯕꯥ ꯍꯦꯟꯅꯥ ꯐꯕꯥ ꯁ꯭ꯠꯔꯦꯇꯦꯖꯤꯁꯤꯡ ꯁꯦꯝꯒꯠꯄꯥ ꯌꯥꯍꯜꯂꯤ꯫ ꯁꯥꯟꯅ-ꯈꯣꯠꯅꯕꯒꯤ ꯇꯤꯝ ꯑꯃ ꯀ꯭ꯂꯥꯁꯤꯐꯥꯏ ꯇꯧꯅꯕ ꯏꯅꯁꯇ꯭ꯔꯛꯁꯟ ꯑꯃꯒꯤꯗꯃꯛ ꯏꯟꯄꯨꯠ ꯑꯃꯁꯨꯡ ꯑꯥꯎꯠꯄꯨꯠꯀꯤ ꯈꯨꯗꯝ ꯑꯃꯥ ꯄꯤꯌꯨ꯫ ꯂꯣꯁ ꯑꯦꯟꯖꯦꯂꯤꯁ ꯂꯦꯀꯔꯁ ꯑꯁꯤ ꯋꯦꯁꯇꯔꯟ ꯀꯟꯐꯔꯦꯟꯁꯀꯤ ꯄꯦꯁꯤꯐꯤꯛ ꯗꯤꯕꯤꯖꯟꯗꯥ ꯂꯩꯕꯥ ꯅꯦꯁꯅꯦꯜ ꯕꯥꯁꯀꯦꯠꯕꯣꯜ ꯑꯦꯁꯣꯁꯤꯑꯦꯁꯟ (ꯑꯦꯟ. ꯕꯤ. ꯑꯦ.) ꯂꯤꯒꯀꯤ ꯃꯈꯥꯗꯥ ꯀ꯭ꯂꯥꯁꯤꯐꯥꯏ ꯇꯧꯔꯕꯥ ꯄ꯭ꯔꯣꯐꯦꯁꯅꯦꯜ ꯕꯥꯁꯀꯦꯠꯕꯣꯜ ꯇꯤꯝ ꯑꯃꯅꯤ꯫ ꯃꯈꯥꯗꯥ ꯄꯤꯔꯤꯕꯥ ꯏꯀ꯭ꯌꯨꯏꯞꯃꯦꯟꯇ ꯑꯁꯤ ꯁꯣꯜꯌꯨꯁꯟ ꯇꯧ ꯑꯃꯁꯨꯡ ꯄꯥꯎꯈꯨꯝ ꯑꯗꯨ ꯊꯤꯅꯕꯒꯤꯗꯃꯛ ꯁꯤꯖꯤꯟꯅꯔꯤꯕꯥ ꯈꯣꯡꯊꯥꯡꯁꯤꯡ ꯑꯗꯨ ꯁꯟꯗꯣꯛꯅꯥ ꯇꯥꯛꯄꯤꯌꯨ꯫ ꯄꯥꯕꯂꯣ ꯄꯤꯀꯥꯁꯣꯅꯥ ꯁꯤꯖꯤꯟꯅꯔꯤꯕ ꯄꯦꯟꯇꯤꯡ ꯇꯦꯛꯅꯤꯛ ꯑꯃꯥ ꯐꯣꯡꯗꯣꯛꯄꯤꯌꯨ꯫ ꯀꯨꯟ ꯁꯨꯕꯥ ꯆꯍꯤꯆꯥꯒꯤ ꯈ꯭ꯋꯥꯏꯗꯒꯤ ꯃꯃꯤꯡ ꯆꯠꯄꯥ ꯑꯥꯔꯇꯤꯁꯁꯤꯡꯒꯤ ꯃꯅꯨꯡꯗꯥ ꯑꯃꯥ ꯑꯣꯏꯔꯤꯕꯥ ꯄꯥꯕꯂꯣ ꯄꯤꯀꯥꯁꯣꯅꯥ ꯃꯍꯥꯛꯀꯤ ꯄꯦꯟꯇꯤꯡꯗ ꯐꯣꯝ, ꯃꯆꯨ ꯑꯃꯁꯨꯡ ꯇꯦꯛꯅꯤꯛꯀꯤ ꯃꯇꯥꯡꯗꯥ ꯑꯅꯧꯕꯥ ꯃꯑꯣꯡꯗꯥ ꯊꯤꯖꯤꯟꯅꯕꯒꯤꯗꯃꯛ ꯈꯪꯅꯩ꯫ ꯃꯍꯥꯛꯅꯥ ꯁꯤꯖꯤꯟꯅꯈꯤꯕꯥ ꯄꯦꯟꯇꯤꯡ ꯇꯦꯛꯅꯤꯛ ꯈꯔꯗꯤ ꯃꯈꯥꯗꯥ ꯄꯤꯔꯤ: ꯕ꯭ꯂꯨ ꯄꯤꯔꯤꯌꯗ ꯇꯦꯛꯅꯤꯛ: ꯃꯍꯥꯛꯀꯤ ꯕ꯭ꯂꯨ ꯄꯤꯔꯤꯌꯗꯒꯤ ꯃꯇꯝꯗꯥ ꯄꯤꯀꯥꯁꯣꯅꯥ ꯕ꯭ꯂꯨ ꯑꯃꯁꯨꯡ ꯕ꯭ꯂꯨ-ꯒ꯭ꯔꯤꯟꯒꯤ ꯁꯦꯠꯄꯥ ꯃꯣꯅꯣꯛꯔꯣꯃꯦꯇꯤꯛ ꯄꯦꯟꯇꯤꯡꯁꯤꯡꯒꯥ ꯂꯣꯏꯅꯅ ꯄꯥꯛ ꯁꯟꯅꯥ ꯊꯕꯛ ꯇꯧꯈꯤ, ꯃꯁꯤꯅ ꯃꯍꯥꯛꯀꯤ ꯋꯥꯔꯤꯁꯤꯡꯗ ꯋꯥꯈꯜ ꯅꯨꯡꯉꯥꯏꯇꯕ ꯑꯃꯁꯨꯡ ꯑꯋꯥꯕ ꯐꯤꯜꯂꯤꯡ ꯑꯃ ꯄꯤꯈꯤ꯫ ꯎꯃꯪꯒꯤ ꯏꯁꯇ꯭ꯔꯛꯆꯔꯁꯤꯡ ꯊꯝꯅꯕ ꯑꯗꯣꯝꯅ ꯀꯔꯤ ꯃꯈꯜꯒꯤ ꯏꯟꯄꯨꯠ ꯂꯥꯛꯀꯅꯤ ꯍꯥꯏꯅ ꯊꯥꯖꯔꯤꯕꯒꯦ? ꯑꯥꯔꯇꯤꯐꯤꯁꯤꯑꯦꯜ ꯏꯟꯇꯤꯂꯤꯖꯦꯟꯁ ꯒꯤ ꯑꯦꯁꯤꯁꯇꯦꯟꯇ ꯑꯃꯥ ꯑꯣꯏꯅꯥ ꯑꯩꯍꯥꯛꯅ ꯎꯃꯪꯒꯤ ꯏꯁꯇ꯭ꯔꯛꯆꯔꯁꯤꯡ ꯔꯤꯄ꯭ꯔꯖꯦꯟꯇ ꯇꯧꯅꯕꯥ ꯏꯟꯄꯨꯠ ꯐꯣꯔꯃꯦꯠ ꯀꯌꯥꯒꯥ ꯂꯣꯏꯅꯅ ꯊꯕꯛ ꯇꯧꯕꯥ ꯌꯥꯏ꯫ ꯀꯃꯟ ꯑꯣꯏꯕꯥ ꯐꯣꯔꯃꯦꯠ ꯈꯔꯗꯤ ꯃꯈꯥꯗꯥ ꯄꯤꯔꯤ: ꯑꯦꯗꯖꯦꯟꯁꯤ ꯂꯤꯁ : ꯃꯁꯤ ꯏꯟꯗꯦꯛꯁ ꯂꯩꯕꯥ ꯑꯦꯂꯤꯃꯦꯟꯇ ꯑꯗꯨ ꯅꯣꯗ ꯑꯉꯥꯡꯁꯤꯡꯒꯥ ꯃꯥꯟꯅꯕꯥ ꯂꯤꯁ ꯑꯃꯅꯤ꯫ ꯄꯦꯔꯦꯟꯇ ꯑꯦꯔꯦ: ꯃꯁꯤ ꯏꯟꯗꯦꯛꯁ ꯂꯩꯕꯥ ꯑꯦꯂꯤꯃꯦꯟꯇ ꯑꯗꯨꯅ ꯅꯣꯗ ꯄꯦꯔꯦꯟꯇ ꯑꯗꯨ ꯔꯤꯄ꯭ꯔꯖꯦꯟꯇ ꯇꯧꯕꯥ ꯂꯤꯁ ꯑꯃꯅꯤ꯫ ꯅꯦꯁꯇꯦꯗ ꯂꯤꯁ꯭ꯇꯁꯤꯡ: ꯂꯤꯁ꯭ ꯈꯨꯗꯤꯡꯃꯛꯅꯥ ꯅꯣꯗ ꯑꯃꯥ ꯑꯃꯁꯨꯡ ꯃꯁꯤꯒꯤ ꯃꯆꯥꯁꯤꯡꯕꯨ ꯔꯤꯄ꯭ꯔꯖꯦꯟꯇ ꯇꯧꯔꯤꯕꯥ ꯅꯦꯁꯇꯦꯗ ꯂꯤꯁ꯭ꯇꯁꯤꯡ ꯁꯤꯖꯤꯟꯅꯗꯨꯅꯥ ꯎꯁꯤꯡꯁꯨ ꯔꯤꯄ꯭ꯔꯖꯦꯟꯇ ꯇꯧꯕꯥ ꯌꯥꯏ꯫ ꯃꯊꯛꯇꯥ ꯄꯟꯈ꯭ꯔꯤꯕꯥ ꯎꯒꯤ ꯏꯁꯇ꯭ꯔꯛꯆꯔ ꯑꯁꯤꯒꯤ ꯑꯣꯏꯅꯗꯤ, ꯐꯣꯔꯃꯦꯠ ꯑꯁꯤꯒꯤ ꯏꯟꯄꯨꯠ ꯑꯃ ꯒꯨꯝꯅꯥ ꯑꯣꯏꯕꯥ ꯌꯥꯏ꯫